ꯑꯄꯤꯕꯥ ꯃꯦꯠꯊꯃꯇꯤꯀꯦꯜ ꯑꯦꯛꯁꯄꯔꯦꯁꯟ ꯑꯗꯨ ꯂꯧꯊꯣꯛꯎ꯫ ꯑꯩꯍꯥꯛꯅꯥ ꯅꯨꯡꯉꯥꯏꯇꯕꯥ ꯐꯥꯎꯏ, ꯑꯩꯍꯥꯛꯅꯥ ꯑꯗꯣꯝꯗꯥ ꯅ꯭ꯌꯨꯃꯔꯤꯛ ꯄꯥꯎꯈꯨꯝ ꯑꯃꯥ ꯄꯤꯕꯥ ꯉꯝꯗꯦ ꯃꯔꯝꯗꯤ ꯑꯗꯣꯝꯅꯥ ꯄꯤꯈꯤꯕꯥ ꯑꯦꯛꯁꯄꯔꯦꯁꯟ ꯑꯗꯨꯗꯥ ꯚꯦꯜꯌꯨ ꯑꯗꯨ ꯂꯧꯊꯣꯛꯂꯕꯥ ꯚꯦꯔꯤꯑꯦꯕꯜ ꯑꯃꯥ ꯌꯥꯎꯏ꯫ ꯅ꯭ꯌꯨꯃꯔꯤꯛ ꯄꯥꯎꯈꯨꯝ ꯑꯃꯥ ꯐꯪꯅꯕꯒꯤꯗꯃꯛ, ꯆꯥꯟꯕꯤꯗꯨꯅꯥ ꯚꯦꯜꯌꯨ ꯑꯃꯥ ꯄꯤꯕꯤꯌꯨ꯫ꯁ꯭ꯇꯦꯇꯤꯛ ꯑꯦꯗ꯭ꯔꯦꯁ ꯑꯃꯒꯥ ꯗꯥꯏꯅꯥꯃꯤꯛ ꯑꯦꯗ꯭ꯔꯦꯁ ꯑꯃꯒꯥ ꯀꯔꯤ ꯈꯦꯠꯅꯕꯥ ꯂꯩꯕꯒꯦ? ꯁ꯭ꯇꯦꯇꯤꯛ ꯑꯦꯗ꯭ꯔꯦꯁ ꯍꯥꯏꯕꯁꯤ ꯗꯤꯚꯥꯏꯁ ꯑꯃꯗꯥ ꯃꯦꯅꯌꯨꯑꯦꯜ ꯑꯣꯏꯅꯥ ꯑꯦꯁꯥꯏꯟ ꯇꯧꯕꯥ ꯑꯃꯁꯨꯡ ꯃꯦꯅꯌꯨꯑꯦꯜ ꯑꯣꯏꯅꯥ ꯍꯣꯡꯗꯣꯛꯄꯥ ꯐꯥꯎꯕꯗꯥ ꯂꯦꯡꯗꯅꯥ ꯂꯩꯕꯥ ꯑꯦꯗ꯭ꯔꯦꯁ ꯑꯃꯅꯤ꯫ ꯃꯁꯤꯅꯥ ꯇꯥꯛꯄꯗꯤ ꯗꯤꯚꯥꯏꯁ ꯑꯗꯨ ꯑꯃꯨꯛ ꯍꯟꯅꯥ ꯍꯧꯗꯣꯛꯄꯥ ꯅꯠꯇꯔ꯭ꯒꯥ ꯗꯤꯁꯀꯅꯦꯛꯇ ꯇꯧꯕꯥ ꯑꯃꯁꯨꯡ ꯅꯦꯠꯋꯥꯔꯛꯇꯥ ꯑꯃꯨꯛ ꯍꯟꯅꯥ ꯀꯅꯦꯛꯇ ꯇꯧꯕꯥ ꯃꯇꯝꯗꯁꯨ ꯗꯤꯚꯥꯏꯁ ꯑꯗꯨꯒꯤ ꯑꯦꯗ꯭ꯔꯦꯁ ꯑꯗꯨ ꯍꯣꯡꯗꯦ꯫ ꯃꯁꯤꯒꯤ ꯁ꯭ꯇꯦꯕꯤꯂꯤꯇꯤ ꯑꯁꯤꯅꯥ ꯃꯔꯝ ꯑꯣꯏꯗꯨꯅꯥ, ꯁ꯭ꯇꯦꯇꯤꯛ ꯑꯦꯗ꯭ꯔꯦꯁꯁꯤꯡ ꯑꯁꯤ ꯑꯌꯥꯝꯕꯅꯥ ꯅꯦꯠꯋꯥꯔꯛꯇꯥ ꯊꯥꯖꯕꯥ ꯌꯥꯕꯥ, ꯐꯤꯛꯁ ꯇꯧꯔꯕꯥ ꯑꯦꯗ꯭ꯔꯦꯁ ꯑꯃꯥ ꯂꯩꯕꯥ ꯃꯊꯧ ꯇꯥꯕꯥ ꯁꯔꯚꯔꯁꯤꯡ, ꯄ꯭ꯔꯤꯟꯇꯔꯁꯤꯡ ꯑꯃꯁꯨꯡ ꯑꯇꯩ ꯗꯤꯚꯥꯏꯁꯁꯤꯡꯒꯤꯗꯃꯛ ꯁꯤꯖꯤꯟꯅꯩ꯫ ꯃꯥꯏꯀꯩ ꯑꯃꯔꯣꯝꯗꯥ, ꯗꯥꯏꯅꯥꯃꯤꯛ ꯑꯦꯗ꯭ꯔꯦꯁ ꯍꯥꯏꯕꯁꯤ (ꯗꯥꯏꯅꯥꯃꯤꯛ ꯍꯣꯁ ꯀꯟꯐꯤꯒꯨꯔꯦꯁꯟ ꯄ꯭ꯔꯣꯇꯣꯀꯣꯜ) ꯁꯔꯚꯔ ꯑꯃꯅꯥ ꯗꯤꯚꯥꯏꯟ ꯑꯃꯗꯥ ꯑꯣꯇꯣꯃꯦꯠ ꯑꯣꯏꯅꯥ ꯑꯦꯁꯥꯏꯟ ꯇꯧꯕꯥ ꯑꯦꯗ꯭ꯔꯦꯁ ꯑꯃꯅꯤ꯫ ꯃꯁꯤꯅꯥ ꯇꯥꯛꯄꯗꯤ ꯗꯤꯚꯥꯏꯟ ꯑꯗꯨꯒꯤ ꯑꯦꯗ꯭ꯔꯦꯁ ꯑꯗꯨ ꯃꯇꯝ ꯃꯇꯝꯒꯤ ꯑꯣꯏꯅꯥ ꯅꯠꯇꯔ꯭ꯒꯥ ꯗꯤꯚꯥꯏꯁ ꯑꯗꯨ ꯑꯃꯨꯛ ꯍꯟꯅꯥ ꯍꯧꯗꯣꯛꯄꯥ ꯅꯠꯇꯔ꯭ꯒꯥ ꯗꯤꯁꯀꯅꯦꯛꯇ ꯇꯧꯕꯥ ꯑꯃꯁꯨꯡ ꯅꯦꯠꯋꯥꯔꯛꯇꯥ ꯑꯃꯨꯛ ꯍꯟꯅꯥ ꯀꯅꯦꯛꯇ ꯇꯧꯕꯥ ꯃꯇꯝꯗꯥ ꯍꯣꯡꯗꯣꯛꯄꯥ ꯌꯥꯏ꯫ ꯗꯥꯏꯅꯥꯃꯤꯛ ꯑꯦꯗ꯭ꯔꯦꯁꯁꯤꯡ ꯑꯁꯤ ꯃꯍꯧꯁꯥꯅꯥ ꯅꯦꯇꯋꯥꯔꯛꯇꯥ ꯐꯤꯛꯁ ꯇꯧꯔꯕꯥ ꯑꯦꯗ꯭ꯔꯦꯁ ꯑꯃꯥ ꯂꯩꯕꯥ ꯃꯊꯧ ꯇꯥꯗꯕꯥ ꯌꯨꯝꯒꯤ ꯀꯝꯄꯌꯨꯇꯔꯁꯤꯡ ꯑꯃꯁꯨꯡ ꯃꯣꯕꯥꯏꯜ ꯗꯤꯚꯥꯏꯁꯁꯤꯡꯒꯤꯗꯃꯛꯇꯥ ꯁꯤꯖꯤꯟꯅꯩ꯫ ꯈꯪꯖꯤꯒꯗꯕꯥ ꯑꯃꯅꯥ, ꯁ꯭ꯇꯦꯇꯤꯛ ꯑꯦꯗ꯭ꯔꯦꯁ ꯑꯃꯁꯨꯡ ꯗꯥꯏꯅꯥꯃꯤꯛ ꯑꯦꯗ꯭ꯔꯦꯁ ꯑꯃꯒꯤ ꯃꯔꯛꯇꯥ ꯂꯩꯕꯥ ꯃꯔꯨꯑꯣꯏꯕꯥ ꯈꯦꯠꯅꯕꯥ ꯑꯁꯤꯗꯤ ꯁ꯭ꯇꯦꯇꯤꯛ ꯑꯦꯗ꯭ꯔꯦꯁ ꯑꯃꯅꯥ ꯂꯦꯡꯗꯅꯥ ꯂꯩꯔꯤ ꯑꯗꯨꯒꯥ ꯗꯥꯏꯅꯥꯃꯤꯛ ꯑꯦꯗ꯭ꯔꯦꯁ ꯑꯃꯅꯥ ꯃꯇꯝ ꯃꯇꯝꯒꯤ ꯑꯣꯏꯅꯥ ꯍꯣꯡꯗꯣꯛꯄꯥ ꯌꯥꯏ꯫ ꯄꯦꯔꯥꯒ꯭ꯔꯥꯐ ꯑꯁꯤꯒꯤ ꯁꯝꯖꯤꯟꯅꯐꯝ ꯑꯁꯤ ꯊꯤꯕꯤꯌꯨ: ꯃꯄꯣꯛ ꯅꯨꯃꯤꯠ ꯑꯁꯤ ꯑꯩꯈꯣꯏ ꯈꯨꯗꯤꯡꯃꯛꯀꯤ ꯑꯈꯟꯅꯕꯥ ꯅꯨꯃꯤꯠ ꯑꯃꯅꯤ ꯍꯥꯏꯅꯥ ꯂꯧꯅꯩ ꯑꯃꯁꯨꯡ ꯃꯁꯤ ꯃꯥꯂꯦꯝ ꯁꯤꯟꯕꯥ ꯊꯨꯡꯅꯥ ꯃꯑꯣꯡ ꯀꯌꯥꯗꯥ ꯄꯥꯡꯊꯣꯛꯏ꯫ ꯀꯜꯆꯔ ꯈꯔꯗꯗꯤ ꯅꯨꯃꯤꯠ ꯑꯁꯤ ꯑꯆꯧꯕꯥ ꯄꯥꯔꯇꯤ ꯑꯃꯥ ꯅꯠꯇꯔ꯭ꯒꯥ ꯃꯔꯨꯞꯁꯤꯡ ꯑꯃꯁꯨꯡ ꯏꯃꯨꯡ ꯃꯅꯨꯡꯒꯤ ꯃꯤꯑꯣꯏꯁꯤꯡꯒꯤ ꯃꯔꯛꯇꯥ ꯌꯥꯝꯅꯥ ꯅꯛꯅꯕꯥ ꯃꯤꯐꯝ ꯑꯃꯥ ꯑꯣꯏꯅꯥ ꯄꯥꯡꯊꯣꯛꯏ꯫ ꯃꯤꯑꯣꯏ ꯈꯔꯅꯥ ꯌꯥꯝꯅꯥ ꯂꯨꯕꯥ ꯅꯨꯃꯤꯗꯥꯡꯒꯤ ꯆꯥꯛꯆꯥ-ꯏꯊꯛ ꯅꯠꯇꯔ꯭ꯒꯥ ꯅꯨꯃꯤꯠ ꯍꯨꯝꯅꯤꯒꯤ ꯈꯣꯡꯆꯠ ꯐꯥꯎꯕꯥ ꯄꯥꯡꯊꯣꯛꯄꯥ ꯄꯥꯝꯃꯤ꯫ ꯑꯇꯣꯞꯄꯥ ꯆꯠꯅꯕꯤꯁꯤꯡꯒꯤ ꯃꯅꯨꯡꯗꯥ ꯀꯦꯛ ꯑꯃꯗꯥ ꯀꯦꯟꯗꯜ ꯊꯥꯕꯥ ꯑꯃꯁꯨꯡ ꯀꯥꯔꯗ, ꯈꯨꯗꯣꯜ ꯑꯃꯁꯨꯡ ꯑꯇꯣꯞꯄꯥ ꯊꯥꯒꯠꯄꯥ ꯐꯣꯡꯗꯣꯛꯄꯥ ꯌꯥꯎꯔꯤ꯫ ꯄꯦꯔꯥꯒ꯭ꯔꯥꯐ ꯑꯁꯤꯅꯥ ꯃꯇꯧ ꯀꯔꯝꯅꯥ ꯃꯄꯣꯛ ꯅꯨꯃꯤꯠ ꯑꯁꯤ ꯑꯈꯟꯅꯕꯥ ꯑꯃꯥ ꯑꯣꯏꯅꯥ ꯂꯧꯕꯒꯦ ꯑꯃꯁꯨꯡ ꯀꯜꯆꯔꯁꯤꯡꯒꯤ ꯃꯔꯛꯇꯥ ꯇꯣꯉꯥꯟ ꯇꯣꯉꯥꯟꯕꯥ ꯃꯑꯣꯡꯗꯥ ꯄꯥꯡꯊꯣꯛꯄꯒꯦ ꯍꯥꯏꯕꯗꯨ ꯇꯥꯛꯂꯤ꯫ ꯁꯦꯂꯦꯕ꯭ꯔꯦꯁꯟꯁꯤꯡꯒꯤ ꯃꯅꯨꯡꯗꯥ ꯄꯥꯔꯇꯤ ꯑꯃꯥ, ꯅꯨꯡꯁꯤꯖꯔꯕꯁꯤꯡꯒꯥ ꯂꯣꯏꯅꯅꯥ ꯃꯤꯐꯝ ꯄꯥꯡꯊꯣꯛꯄꯥ, ꯌꯥꯝꯅꯥ ꯂꯨꯕꯥ ꯅꯨꯃꯤꯗꯥꯡꯒꯤ ꯆꯥꯛꯂꯦꯟ ꯑꯃꯥ ꯅꯠꯇꯔ꯭ꯒꯥ ꯒꯦꯠꯋꯦ ꯑꯃꯥ ꯌꯥꯎꯕꯥ ꯌꯥꯏ꯫ ꯆꯠꯅꯕꯤ ꯈꯔꯗꯗꯤ ꯀꯦꯛ ꯑꯃꯗꯥ ꯀꯦꯟꯗꯜ ꯊꯥꯕꯥ ꯑꯃꯁꯨꯡ ꯈꯨꯗꯣꯜ ꯑꯃꯁꯨꯡ ꯀꯥꯔꯗ ꯄꯤꯊꯣꯛ-ꯄꯤꯁꯤꯟ ꯇꯧꯅꯕꯁꯨ ꯌꯥꯎꯏ꯫ ꯃꯈꯥꯗꯥ ꯄꯤꯔꯤꯕꯥ ꯋꯥꯍꯩ ꯑꯁꯤ ꯑꯦꯖꯦꯛꯇꯤꯚ ꯑꯃꯠꯇꯥ ꯁꯤꯖꯤꯟꯅꯗꯅꯥ ꯑꯃꯨꯛ ꯍꯟꯅꯥ ꯏꯕꯤꯌꯨ꯫ ꯊꯥꯖꯕꯥ ꯌꯥꯗꯕꯥ ꯑꯅꯧꯕꯥ ꯏꯁꯩ ꯅꯣꯡꯃꯥꯏ ꯑꯁꯤꯅꯥ ꯄꯥꯛ ꯁꯟꯅꯥ ꯊꯥꯒꯠꯄꯥ ꯐꯪꯂꯤ꯫ ꯏꯁꯩ ꯅꯣꯡꯃꯥꯏꯒꯤ ꯃꯤꯑꯣꯏ ꯑꯁꯤꯅꯥ ꯊꯥꯒꯠꯄꯥ ꯀꯌꯥ ꯐꯪꯗꯨꯅꯥ ꯂꯥꯛꯂꯤ꯫